ꯑꯗꯣꯝꯒꯤ ꯃꯔꯨꯞ ꯑꯃꯅ ꯀꯣꯂꯦꯖꯒꯤ ꯃꯃꯥꯡꯗ ꯒꯦꯞ ꯆꯍꯤ ꯑꯃ ꯂꯧꯅꯕ ꯈꯟꯅꯔꯤ꯫ ꯃꯈꯣꯏꯗ ꯒꯦꯞ ꯆꯍꯤ ꯑꯁꯤ ꯂꯧꯅꯕ ꯄꯨꯛꯅꯤꯡ ꯊꯧꯒꯠꯄ ꯑꯄꯤꯛꯄ ꯄꯦꯔꯥꯒ꯭ꯔꯥꯞ ꯑꯃ ꯏꯕꯤꯌꯨ꯫ ꯀꯣꯂꯦꯖꯒꯤ ꯃꯃꯥꯡꯗ ꯒꯦꯞ ꯆꯍꯤ ꯑꯃ ꯂꯧꯅꯕ ꯑꯩꯅ ꯌꯥꯝꯅ ꯇꯛꯁꯤꯜꯂꯤ ꯃꯁꯤ ꯑꯅꯧꯕ ꯑꯦꯛꯁꯄꯔꯤꯌꯦꯟꯁꯁꯤꯡ ꯊꯤꯖꯤꯟꯅꯕꯒꯤ ꯆꯠꯊꯣꯛ ꯆꯠꯁꯤꯟ ꯇꯧꯅꯕ ꯑꯅꯧꯕ ꯁꯀꯤꯜꯁꯤꯡ ꯇꯝꯅꯕꯒꯤ ꯑꯃꯁꯨꯡ ꯑꯦꯀꯥꯗꯦꯃꯤꯛꯁꯤꯡꯗꯒꯤ ꯕ꯭ꯔꯦꯛ ꯑꯃ ꯂꯧꯕꯒꯤ ꯑꯆꯧꯕ ꯈꯨꯗꯣꯡꯆꯥꯕ ꯑꯃꯅꯤ꯫ ꯃꯇꯝ ꯑꯁꯤꯅ ꯅꯍꯥꯛꯄꯨ ꯃꯤꯠꯌꯦꯡ ꯊꯝꯕ ꯅꯍꯥꯛꯀꯤ ꯄꯥꯟꯗꯝꯁꯤꯡ ꯑꯃꯁꯨꯡ ꯑꯦꯝꯕꯤꯁꯟꯁꯤꯡꯒꯤ ꯃꯇꯥꯡꯗ ꯋꯥꯈꯜ ꯇꯥꯍꯟꯕꯗ ꯃꯇꯦꯡ ꯄꯥꯡꯒꯅꯤ ꯑꯃꯁꯨꯡ ꯑꯔꯣꯏꯕꯗ ꯅꯍꯥꯛꯀꯤ ꯇꯨꯡꯒꯤ ꯑꯦꯖꯨꯀꯦꯁꯟ ꯑꯃꯁꯨꯡ ꯀꯦꯔꯤꯌꯔꯒꯤ ꯂꯝꯕꯤꯒꯤ ꯃꯇꯥꯡꯗ ꯍꯦꯟꯅ ꯋꯥꯈꯜ ꯇꯥꯕ ꯋꯥꯔꯦꯞ ꯑꯃ ꯂꯧꯕꯗ ꯃꯇꯦꯡ ꯄꯥꯡꯒꯅꯤ꯫ ꯃꯁꯤꯒꯤ ꯃꯊꯛꯇ ꯀꯣꯂꯦꯖ ꯀꯌꯥꯅ ꯒꯦꯞ ꯆꯍꯤ ꯑꯃ ꯂꯧꯈꯤꯕ ꯃꯍꯩꯔꯣꯏꯁꯤꯡꯗ ꯄꯣꯖꯤꯇꯤꯞ ꯑꯣꯏꯅ ꯌꯦꯡꯏ ꯃꯔꯝꯗꯤ ꯃꯁꯤꯅ ꯃꯦꯆꯌꯨꯔꯤꯇꯤ ꯃꯅꯤꯡꯇꯝꯕ ꯑꯃꯁꯨꯡ ꯏꯅꯤꯁꯤꯌꯦꯇꯤꯞ ꯎꯠꯂꯤ꯫ ꯃꯁꯤꯒꯤꯗꯃꯛꯇ ꯆꯠꯂꯨ ꯑꯃꯁꯨꯡ ꯀꯣꯂꯦꯖꯒꯤ ꯃꯃꯥꯡꯗ ꯅꯍꯥꯛꯀꯤ ꯃꯇꯝ ꯑꯗꯨ ꯈ꯭ꯋꯥꯏꯗꯒꯤ ꯐꯕꯥ ꯃꯑꯣꯡꯗ ꯁꯤꯖꯤꯟꯅꯧ꯫ ꯑꯦꯃꯥꯖꯣꯟ ꯔꯦꯟꯐꯣꯔꯦꯁꯇꯥ ꯐꯪꯂꯤꯕ ꯂꯝꯂꯛꯀꯤ ꯁꯥ ꯎꯆꯦꯛꯁꯤꯡꯒꯤ ꯃꯈꯜꯁꯤꯡꯒꯤ ꯂꯤꯁ ꯑꯃ ꯁꯦꯝꯃꯨ꯫ ꯑꯦꯃꯥꯖꯣꯟ ꯔꯦꯟꯐꯣꯔꯦꯁ ꯑꯁꯤ ꯃꯈꯜ ꯀꯌꯥꯒꯤ ꯂꯝꯂꯛꯀꯤ ꯁꯥ ꯎꯆꯦꯛꯁꯤꯡꯒꯤ ꯃꯌꯨꯝ ꯑꯣꯏꯔꯤꯕ ꯏꯅꯥꯛ ꯈꯨꯜꯂꯕ ꯑꯃꯁꯨꯡ ꯇꯣꯞ ꯇꯣꯞꯄ ꯏꯀꯣꯁꯤꯁꯇꯦꯝ ꯑꯃꯅꯤ꯫ ꯑꯦꯃꯥꯖꯣꯟꯗꯥ ꯎꯕꯥ ꯐꯪꯂꯤꯕ ꯂꯝꯂꯛꯀꯤ ꯁꯥ ꯎꯆꯦꯛꯁꯤꯡꯒꯤ ꯃꯅꯨꯡꯗ ꯈꯔꯗꯤ ꯃꯈꯥꯗ ꯄꯤꯔꯤꯕꯁꯤꯡꯁꯤꯅꯤ ꯖꯒꯨꯌꯥꯔ ꯑꯃꯦꯔꯤꯀꯥꯒꯤ ꯈ꯭ꯋꯥꯏꯗꯒꯤ ꯆꯥꯎꯕ ꯀꯦꯠ ꯑꯃꯁꯨꯡ ꯍꯩꯊꯣꯏ ꯁꯤꯡꯊꯣꯏꯔꯕ ꯂꯝꯍꯨꯏ ꯑꯃꯅꯤ꯫ ꯀꯦꯄꯤꯕꯥꯔ ꯃꯥꯂꯦꯝꯒꯤ ꯈ꯭ꯋꯥꯏꯗꯒꯤ ꯆꯥꯎꯕ ꯔꯣꯗꯦꯟꯇ ꯖꯥꯏꯟ ꯑꯣꯇꯔ ꯑꯦꯃꯥꯖꯣꯟ ꯕꯦꯁꯤꯟꯗ ꯂꯩꯕ ꯈꯨꯗꯣꯡꯊꯤꯅꯤꯉꯥꯏ ꯑꯣꯏꯕ ꯑꯣꯇꯔ ꯃꯈꯜ ꯑꯃꯅꯤ꯫ ꯂꯥꯜꯍꯧꯒꯤ ꯎꯌꯥꯀꯥꯔꯤ ꯇꯣꯞ ꯇꯣꯞꯄ ꯂꯥꯜꯍꯧꯒꯤ ꯃꯐꯝ ꯑꯃꯁꯨꯡ ꯊꯣꯏꯗꯣꯛꯄ ꯈꯣꯡꯎꯞ ꯂꯩꯕ ꯉꯥ ꯃꯈꯜ ꯑꯃꯅꯤ꯫ ꯒ꯭ꯔꯤꯟ ꯑꯦꯅꯥꯀꯣꯟꯗꯥ ꯃꯥꯂꯦꯃꯗ ꯈ꯭ꯋꯥꯏꯗꯒꯤ ꯆꯥꯎꯕ ꯂꯤꯟꯅꯤ꯫ ꯖꯥꯏꯟ ꯑꯦꯟꯇꯦꯇꯔ ꯂꯪꯂꯥ ꯂꯪꯖꯤꯟ ꯑꯃꯁꯨꯡ ꯂꯦꯡ ꯑꯣꯠꯄꯒꯤ ꯈꯣꯡꯎꯞ ꯂꯩꯕ ꯄꯣꯠꯁꯛ ꯑꯃ ꯆꯥꯕ ꯃꯃꯥꯏ ꯑꯃꯅꯤ꯫ ꯕ꯭ꯂꯦꯛ ꯀꯦꯃꯦꯟ ꯑꯦꯂꯤꯒꯦꯇꯔꯒ ꯃꯥꯟꯅꯕ ꯑꯆꯧꯕ ꯄ꯭ꯔꯤꯗꯦꯇꯔꯤ ꯔꯦꯞꯇꯥꯏꯜ ꯑꯃꯅꯤ꯫ ꯍꯥꯎꯂꯔ ꯃꯟꯀꯤ ꯑꯀꯛꯅꯕ ꯑꯃꯁꯨꯡ ꯇꯣꯞ ꯇꯣꯞꯄ ꯚꯣꯀꯦꯂꯥꯏꯖꯦꯁꯟ ꯂꯩꯕ ꯄ꯭ꯔꯥꯏꯃꯦꯠ ꯑꯃꯅꯤ꯫